ꯃꯥꯏꯄꯥꯛꯅ ꯁ꯭ꯇꯥꯔꯠꯑꯞ ꯑꯃꯒꯤ ꯈ꯭ꯋꯥꯏꯗꯒꯤ ꯃꯔꯨꯑꯣꯏꯕ ꯃꯁꯛ ꯑꯅꯤ ꯈꯪꯗꯣꯛꯄ꯫ ꯃꯥꯏ ꯄꯥꯛꯂꯕ ꯁ꯭ꯇꯥꯔꯠꯑꯞ ꯑꯃꯒꯤ ꯈ꯭ꯋꯥꯏꯗꯒꯤ ꯃꯔꯨꯑꯣꯏꯕ ꯃꯁꯛ ꯑꯅꯤꯗꯤ ꯄ꯭ꯔꯗꯛꯇ-ꯃꯥꯔꯀꯦꯠ ꯐꯤꯠ ꯑꯃꯁꯨꯡ ꯑꯆꯦꯠꯄ ꯂꯨꯆꯤꯡꯕꯅꯤ꯫ ꯄ꯭ꯔꯗꯛꯇ-ꯃꯥꯔꯀꯦꯠ ꯐꯤꯠ: ꯃꯁꯤꯅ ꯀꯝꯄꯅꯤ ꯑꯗꯨꯅ ꯃꯥꯔꯀꯦꯠ ꯗꯤꯃꯥꯟꯗ ꯑꯗꯨ ꯁꯣꯏꯗꯅ ꯐꯪꯍꯟꯕ ꯉꯝꯕ ꯑꯃꯁꯨꯡ ꯄꯣꯇꯦꯟꯁꯤꯑꯦꯜ ꯀꯁ꯭ꯇꯃꯔꯁꯤꯡꯒꯤ ꯃꯊꯧ ꯇꯥꯕꯁꯤꯡ ꯅꯠꯇ꯭ꯔꯒ ꯑꯄꯥꯝꯕ ꯑꯗꯨ ꯃꯄꯨꯡ ꯐꯥꯍꯟꯕ ꯉꯝꯕ ꯄ꯭ꯔꯗꯛꯇ ꯅꯠꯇ꯭ꯔꯒ ꯁꯔꯚꯤꯁ ꯑꯃ ꯁꯦꯝꯕ ꯍꯥꯏꯕꯁꯤꯕꯨ ꯈꯪꯅꯩ꯫ ꯑꯆꯦꯠꯄ ꯄ꯭ꯔꯗꯛꯇ-ꯃꯥꯔꯀꯦꯠ ꯐꯤꯠ ꯂꯩꯕ ꯁ꯭ꯇꯥꯔꯇꯑꯞꯁꯤꯡꯅ ꯃꯈꯣꯏꯒꯤ ꯇꯥꯔꯒꯦꯠ ꯃꯥꯔꯀꯦꯠꯀꯤ ꯃꯇꯥꯡꯗ ꯅꯤꯡꯊꯤꯅ ꯈꯪꯕ ꯉꯝꯃꯤ ꯫ ꯑꯃꯁꯨꯡ ꯃꯈꯣꯏꯒꯤ ꯄ꯭ꯔꯗꯛꯇ ꯅꯠꯇ꯭ꯔꯒ ꯁꯔꯕꯤꯁ ꯑꯁꯤ ꯑꯀꯛꯅꯕ ꯁꯃꯁ꯭ꯌꯥ ꯑꯃ ꯀꯣꯛꯍꯟꯅꯕ ꯅꯠꯇ꯭ꯔꯒ ꯑꯀꯛꯅꯕ ꯃꯊꯧ ꯇꯥꯕ ꯑꯃ ꯐꯪꯍꯟꯅꯕ ꯗꯤꯖꯥꯏꯟ ꯇꯧꯏ꯫ ꯑꯆꯦꯠꯄ ꯄ꯭ꯔꯗꯛꯇ-ꯃꯥꯔꯀꯦꯠ ꯐꯤꯠ ꯑꯃ ꯌꯥꯎꯗꯅ ꯁ꯭ꯇꯥꯔꯇꯑꯞ ꯑꯃꯅ ꯇ꯭ꯔꯦꯛꯁꯟ ꯂꯧꯕ ꯑꯃꯁꯨꯡ ꯆꯥꯎꯈꯠꯄ ꯑꯁꯤ ꯑꯔꯨꯕ ꯑꯣꯏꯒꯅꯤ꯫ ꯑꯆꯦꯠꯄ ꯂꯨꯆꯤꯡꯕ: ꯃꯥꯏ ꯄꯥꯛꯂꯕ ꯁ꯭ꯇꯥꯔꯇꯑꯞ ꯑꯃꯒꯤꯗꯃꯛꯇ ꯑꯆꯦꯠꯄ ꯂꯨꯆꯤꯡꯕꯁꯨ ꯃꯊꯧ ꯇꯥꯏ꯫ ꯃꯁꯤꯗ ꯃꯌꯦꯛ ꯁꯦꯡꯕ ꯃꯤꯠꯌꯦꯡ ꯑꯃ ꯂꯩꯕ, , ꯏꯐꯤꯁꯤꯌꯦꯟꯇ ꯑꯣꯏꯕꯥ ꯋꯥꯔꯦꯞ ꯂꯧꯕ, ꯏꯐꯦꯛꯇꯤꯕ ꯑꯣꯏꯕ ꯄꯥꯎ ꯐꯥꯎꯅꯕ, ꯑꯃꯁꯨꯡ ꯇꯤꯝ ꯑꯃ ꯃꯣꯇꯤꯕꯦꯠ ꯇꯧꯕ ꯑꯃꯁꯨꯡ ꯃꯦꯅꯦꯖ ꯇꯧꯕ ꯉꯝꯕ ꯑꯁꯤ ꯌꯥꯎꯔꯤ꯫ ꯑꯆꯦꯠꯄ ꯂꯨꯆꯤꯡꯕ ꯑꯃꯅ ꯕꯤꯖꯤꯅꯦꯁ ꯑꯃ ꯍꯧꯗꯣꯛꯄ ꯑꯃꯁꯨꯡ ꯆꯥꯎꯈꯠꯍꯟꯕꯒ ꯂꯣꯏꯅꯅ ꯂꯥꯛꯄ ꯁꯤꯡꯅꯕꯁꯤꯡ ꯑꯗꯨ ꯌꯦꯡꯁꯤꯟꯕ ꯉꯝꯃꯤ꯫ ꯑꯃꯁꯨꯡ ꯀꯝꯄꯦꯅꯤ ꯑꯁꯤꯕꯨ ꯑꯆꯨꯝꯕ ꯃꯥꯏꯀꯩꯗ ꯂꯃꯖꯤꯡꯕꯤꯕ ꯉꯝꯃꯤ꯫ ꯑꯆꯦꯠꯄ ꯂꯨꯆꯤꯡꯕ ꯌꯥꯎꯗꯅ ꯁ꯭ꯇꯥꯔꯇꯑꯞ ꯑꯃꯅ ꯂꯝꯕꯤꯗ ꯂꯩꯕ ꯑꯃꯁꯨꯡ ꯃꯈꯣꯏꯒꯤ ꯄꯥꯟꯗꯝꯁꯤꯡ ꯐꯪꯕꯗ ꯑꯋꯥꯕ ꯑꯣꯏꯔꯛꯄ ꯌꯥꯏ꯫ ꯃꯃꯤꯡ ꯂꯩꯔꯕ ꯄꯦꯟꯇꯤꯡ ꯑꯃ ꯐꯣꯡꯗꯣꯛꯄꯤꯌꯨ꯫ ꯄꯦꯟꯇꯤꯡ ꯑꯗꯨꯗ ꯅꯨꯄꯤ ꯑꯃ ꯌꯥꯎꯔꯤ꯫ ꯃꯗꯨ ꯐ꯭ꯂꯣꯔꯦꯟꯁꯀꯤ ꯁꯦꯜ ꯊꯨꯝꯒꯤ ꯃꯤꯑꯣꯏ ꯑꯃꯒꯤ ꯂꯣꯏꯅꯕꯤ ꯂꯤꯁꯥ ꯒꯦꯔꯥꯗꯤꯅꯤꯅꯤ ꯍꯥꯏꯅ ꯊꯥꯖꯅꯔꯤ꯫ ꯃꯍꯥꯛꯄꯨ ꯆꯦꯟꯊꯔꯛꯄ ꯂꯝꯕꯤꯁꯤꯡ, ꯊꯣꯡꯁꯤꯡ ꯑꯃꯁꯨꯡ ꯏꯁꯤꯡꯒꯤ ꯂꯝꯕꯤꯁꯤꯡ, ꯊꯣꯡꯁꯤꯡ ꯑꯃꯁꯨꯡ ꯏꯁꯤꯡꯒꯤ ꯂꯝꯕꯤꯁꯤꯡ, ꯊꯣꯡꯁꯤꯡ ꯑꯃꯁꯨꯡ ꯏꯁꯤꯡꯒꯤ ꯃꯊꯛꯇꯥ ꯆꯦꯌꯔ ꯑꯃꯗ ꯐꯝꯂꯒ ꯌꯦꯡꯂꯤ꯫ ꯂꯤꯁꯥꯅꯥ ꯃꯍꯥꯛꯀꯤ ꯃꯈꯨꯠꯁꯤꯡ ꯑꯗꯨ ꯃꯍꯥꯛꯀꯤ ꯀꯣꯛꯊꯛꯇ ꯌꯥꯝꯅ ꯂꯨꯅ ꯊꯝꯗꯨꯅ ꯎꯠꯂꯤ꯫ ꯑꯃꯁꯨꯡ ꯃꯍꯥꯛꯀꯤ ꯊꯣꯏꯗꯣꯛꯄ ꯃꯤꯠꯌꯦꯡ ꯑꯗꯨꯅ ꯄꯦꯟꯇꯤꯡ ꯑꯗꯨꯒꯤ ꯈ꯭ꯋꯥꯏꯗꯒꯤ ꯃꯁꯛ ꯊꯣꯛꯄ ꯃꯑꯣꯡꯅꯤ꯫ ꯃꯍꯥꯛꯀꯤ ꯈꯣꯡꯎꯞ ꯑꯁꯤ ꯏꯆꯝ ꯆꯝꯕ ꯃꯇꯝꯒ ꯆꯥꯟꯅꯕ ꯃꯑꯣꯡꯗ ꯁ꯭ꯇꯥꯏꯜ ꯇꯧꯏ ꯑꯃꯁꯨꯡ ꯃꯍꯥꯛꯀꯤ ꯄꯣꯠꯂꯝꯁꯤꯡ ꯑꯗꯨ ꯃꯇꯝ ꯑꯗꯨꯒꯤꯅꯤ ꯃꯍꯥꯛꯀꯤ ꯈꯣꯡꯎꯞ ꯑꯗꯨ ꯚꯦꯜꯌꯨ ꯑꯃꯅ ꯀꯨꯞꯁꯤꯜꯂꯤ꯫ ꯃꯣꯅꯥꯂꯤꯁꯥ ꯑꯁꯤ ꯑꯁꯨꯛ ꯌꯥꯝꯅ ꯃꯃꯤꯡ ꯆꯠꯂꯤꯕꯒꯤ ꯃꯔꯝ ꯑꯃꯗꯤ ꯂꯤꯑꯣꯅꯥꯔꯗꯣꯅꯥ ꯃꯁꯤ ꯁꯦꯝꯕꯗ ꯁꯤꯖꯤꯟꯅꯈꯤꯕ ꯔꯤꯐꯥꯏꯅꯤꯡ ꯇꯦꯛꯅꯤꯛꯁꯤꯡ ꯑꯁꯤꯅ ꯃꯔꯝ ꯑꯣꯏꯗꯨꯅ ꯑꯣꯏꯔꯤ꯫ ꯃꯁꯤꯗ ꯃꯍꯥꯛꯅ ꯁ꯭ꯐꯨꯃꯦꯇꯣ ꯁꯤꯖꯤꯟꯅꯈꯤ꯫ ꯃꯁꯤꯅꯥ ꯄꯦꯟꯇꯤꯡꯒꯤ ꯇꯣꯉꯥꯟ ꯇꯣꯉꯥꯅꯕꯥ ꯃꯐꯝꯁꯤꯡꯒꯤ ꯃꯔꯛꯇ ꯇꯔꯨ ꯇꯅꯥꯟꯕ ꯆꯥꯎꯔꯥꯛꯅ ꯈꯪꯕ ꯉꯝꯗꯕ ꯇ꯭ꯔꯥꯟꯁꯤꯁꯟꯁꯤꯡ ꯁꯦꯝꯒꯠꯅꯕ ꯃꯆꯨꯁꯤꯡꯒꯤ ꯃꯁꯛ ꯊꯣꯛꯄ ꯕ꯭ꯂꯦꯟꯗꯤꯡꯅꯤ꯫.